ꯁ꯭ꯇꯔꯤꯡꯁꯤꯡꯒꯤ ꯂꯤꯁꯠ ꯑꯃꯥ ꯏꯟꯄꯨꯠ ꯑꯣꯏꯅ ꯂꯧꯕ ꯑꯃꯁꯨꯡ ꯋꯥꯍꯩ ꯑꯅꯤ ꯅꯠꯇꯔꯒꯥ ꯃꯁꯤꯗꯒꯤ ꯍꯦꯟꯕꯥ ꯌꯥꯎꯕꯥ ꯁ꯭ꯇꯔꯤꯡꯁꯤꯡꯒꯤ ꯂꯤꯁꯠ ꯑꯃ ꯔꯤꯇꯔꯟ ꯇꯧꯕ ꯑꯦꯜꯒꯣꯔꯤꯊꯝ ꯑꯃ ꯏꯌꯨ꯫ "ꯑꯃꯛ", "ꯑꯅꯤ", "ꯑꯍꯨꯝ", "ꯃꯔꯤ" ꯃꯐꯝ ꯑꯁꯤꯗ ꯁ꯭ꯇꯔꯤꯡꯁꯤꯡꯒꯤ ꯂꯤꯁꯠ ꯑꯃ ꯏꯟꯄꯨꯠ ꯑꯣꯏꯅ ꯂꯧꯗꯨꯅ ꯋꯥꯍꯩ ꯑꯅꯤ ꯅꯠꯇꯔꯒ ꯃꯁꯤꯗꯒꯤ ꯍꯦꯟꯕꯥ ꯌꯥꯎꯕ ꯁ꯭ꯇꯔꯤꯡꯁꯤꯡꯒꯤ ꯂꯤꯁꯠ ꯑꯃ ꯔꯤꯇꯔꯟ ꯇꯧꯕ ꯑꯦꯜꯒꯣꯔꯤꯊꯝ ꯑꯃ ꯂꯩ꯫ ꯋꯥꯍꯩ ꯑꯅꯤ ꯅꯠꯇꯔꯒꯥ ꯃꯁꯤꯗꯒꯤ ꯍꯦꯟꯕ ꯌꯥꯎꯕ ꯁ꯭ꯇꯔꯤꯡꯁꯤꯡ ꯊꯝꯅꯕ ꯔꯤꯖꯜꯇ ꯀꯧꯕ ꯏꯝꯄꯣꯔꯠ ꯂꯤꯁꯠ ꯑꯃꯥ ꯏꯅꯤꯁꯤꯑꯦꯂꯥꯏꯖ ꯇꯧꯕꯥ ꯏꯅꯄꯨꯠ ꯂꯤꯁꯇꯀꯤ ꯑꯦꯂꯤꯃꯦꯟꯇ ꯈꯨꯗꯤꯡꯃꯛꯀꯤ ꯈꯨꯠꯊꯥꯡꯗꯥ ꯏꯇꯤꯔꯦꯠ ꯇꯧꯕ ꯑꯦꯂꯤꯃꯦꯟꯇ ꯈꯨꯗꯤꯡꯃꯛꯀꯤ ꯑꯣꯏꯅ, ꯃꯁꯤꯗ ꯁ꯭ꯄꯦꯁ ꯀꯦꯔꯦꯛꯇꯔ ꯑꯃꯥ ꯂꯩꯕ꯭ꯔꯥ ꯍꯥꯏꯕꯗꯨ ꯆꯦꯛ ꯇꯧꯕꯥ ꯀꯔꯤꯒꯨꯝꯕꯥ ꯃꯁꯤꯗꯥ ꯁ꯭ꯄꯦꯁ ꯀꯦꯔꯦꯛꯇꯔ ꯑꯃꯥ ꯂꯩꯔꯕꯗꯤ, ꯈꯥꯏꯗꯣꯛꯎ꯫ ꯃꯤꯑꯣꯏ ꯑꯃꯃꯝꯒꯤ ꯋꯥꯍꯩꯁꯤꯡꯒꯤ ꯂꯤꯁꯠ ꯑꯃ ꯁꯦꯝꯅꯕ ꯃꯦꯊꯗ ꯁꯤꯖꯤꯟꯅꯔꯤꯕꯥ ꯑꯦꯂꯤꯃꯦꯟꯇ ꯑꯗꯨ ꯋꯥꯍꯩꯁꯤꯡꯒꯤ ꯂꯤꯁꯇꯀꯤ ꯂꯝꯕꯤ ꯑꯗꯨ ꯆꯦꯛ ꯇꯧ, ꯀꯔꯤꯒꯨꯝꯕ ꯃꯁꯤ ꯇꯨꯗꯒꯤ ꯍꯦꯜꯂꯕꯗꯤ ꯅꯠꯇꯔꯒ ꯃꯥꯟꯅꯕꯥ ꯑꯣꯏꯔꯕꯗꯤ, ꯑꯦꯂꯤꯃꯦꯟꯇ ꯑꯗꯨ ꯔꯤꯖꯜꯇ ꯂꯤꯁꯠꯇꯥ ꯑꯦꯄꯦꯟꯗ ꯇꯧ ꯏꯟꯄꯨꯠꯀꯤ ꯈꯨꯠꯊꯥꯡꯗꯥ ꯃꯈꯥ ꯇꯥꯅꯥ ꯏꯇꯤꯔꯦꯠ ꯇꯧꯕꯥ꯫ ꯑꯦꯂꯤꯃꯦꯟꯇ ꯄꯨꯝꯅꯃꯛ ꯆꯦꯛ ꯇꯧꯗ꯭ꯔꯤꯉꯩꯗꯥ ꯂꯤꯁꯠ ꯇꯧꯕꯥ ꯔꯤꯖꯜꯇ ꯂꯤꯁꯠ ꯑꯗꯨ ꯍꯜꯂꯛꯎ ꯄꯤꯔꯤꯕꯥ ꯏꯟꯄꯨꯠ ꯑꯗꯨꯒꯤꯗꯃꯛ, "ꯑꯃꯛ", "ꯑꯅꯤ", "ꯑꯍꯨꯝ", "ꯃꯔꯤ", ꯑꯦꯂꯤꯃꯦꯟꯇ ꯑꯃꯠꯇꯥ ꯁ꯭ꯄꯦꯁ ꯀꯦꯔꯦꯛꯇꯔ ꯑꯃꯥ ꯌꯥꯎꯗꯕꯅꯥ ꯃꯔꯝ ꯑꯣꯏꯗꯨꯅꯥ, ꯍꯜꯂꯛꯄꯥ ꯔꯤꯖꯜꯇ ꯂꯤꯁꯠ ꯑꯗꯨ꯫ ꯏꯪꯂꯕꯥ ꯂꯤꯁꯠ ꯑꯃ ꯑꯣꯏꯒꯅꯤ꯫ ꯁꯥꯏꯟꯁꯇꯥ ꯃꯦꯔꯤ ꯀ꯭ꯌꯨꯔꯤꯒꯤ ꯀꯟꯇꯔꯤꯕ꯭ꯌꯨꯁꯟꯒꯤ ꯃꯔꯨꯑꯣꯏꯕꯥ ꯋꯥꯐꯝꯁꯤꯡ ꯑꯗꯨ ꯁꯟꯗꯣꯛꯅ ꯇꯥꯛꯄꯤꯌꯨ꯫ ꯃꯦꯔꯤ ꯀ꯭ꯌꯨꯔꯤ ꯑꯁꯤ ꯐꯤꯖꯤꯛꯁ ꯑꯃꯁꯨꯡ ꯀꯦꯃꯤꯁ꯭ꯇꯔꯤꯒꯤ ꯂꯝꯗꯥ ꯃꯔꯨꯑꯣꯏꯕ ꯊꯧꯗꯥꯡ ꯂꯧꯈꯤꯕꯥ ꯃꯥꯡꯖꯤꯜ ꯊꯥꯔꯤꯕꯥ ꯁꯥꯏꯟꯇꯤꯁꯠ ꯑꯃꯅꯤ꯫ ꯃꯍꯥꯛꯀꯤ ꯈ꯭ꯋꯥꯏꯗꯒꯤ ꯊꯣꯏꯗꯣꯛꯄꯥ ꯃꯥꯏꯄꯥꯛꯄꯁꯤꯡꯗꯤ: ꯑꯃ.ꯔꯦꯗꯤꯑꯣꯑꯦꯛꯇꯤꯚꯤꯇꯤꯒꯤ ꯃꯇꯥꯡꯗꯥ ꯃꯥꯡꯖꯤꯜ ꯊꯥꯔꯤꯕꯥ ꯔꯤꯁꯔꯆ: ꯀ꯭ꯌꯨꯔꯤ ꯑꯁꯤ ꯑꯟꯁ꯭ꯇꯦꯕꯜ ꯑꯦꯇꯣꯃꯤꯛ ꯅ꯭ꯌꯨꯀꯂꯤꯌꯁꯇꯒꯤ ꯄꯥꯔꯇꯤꯀꯜꯁꯤꯡ ꯑꯃꯁꯨꯡ ꯏꯅꯔꯖꯤ ꯊꯥꯗꯣꯛꯄꯥ ꯑꯁꯤ ꯐꯣꯡꯗꯣꯛꯅꯕꯥ "ꯔꯦꯗꯤꯑꯣꯑꯦꯛꯇꯤꯚꯤꯇꯤ" ꯍꯥꯏꯕꯥ ꯋꯥꯍꯩ ꯑꯁꯤ ꯁꯤꯖꯤꯟꯅꯈꯤꯕꯥ ꯑꯍꯥꯟꯕ ꯃꯤꯑꯣꯏꯅꯤ꯫ ꯃꯁꯤꯒꯤ ꯊꯤꯖꯤꯅꯕꯒꯤ ꯊꯕꯛꯁꯤꯡ ꯑꯁꯤꯅꯥ ꯑꯦꯇꯣꯃꯤꯛ ꯋꯥꯔꯜꯗꯀꯤ ꯃꯇꯥꯡꯗꯥ ꯑꯩꯈꯣꯏꯅ ꯈꯪꯕ ꯍꯦꯟꯒꯠꯍꯟꯕꯗꯥ ꯃꯇꯦꯡ ꯄꯥꯡꯈꯤ ꯑꯃꯁꯨꯡ ꯔꯦꯗꯤꯑꯣꯑꯦꯛꯇꯤꯚ ꯃꯆꯥꯛꯁꯤꯡꯒꯤ ꯃꯇꯥꯡꯗꯥ ꯃꯈꯥ ꯇꯥꯅ ꯊꯤꯖꯤꯟꯕꯒꯤ ꯂꯝꯕꯤ ꯌꯥꯠꯈꯤ꯫ ꯔꯦꯗꯤꯑꯣꯑꯦꯛꯇꯤꯚꯤꯇꯤꯒꯤ ꯃꯦꯗꯤꯀꯦꯜ ꯑꯦꯄꯂꯤꯀꯦꯁꯟꯁꯤꯡ: ꯔꯦꯗꯤꯑꯣꯑꯦꯛꯇꯤꯚ ꯑꯥꯏꯁꯣꯇꯣꯄꯁꯤꯡꯒꯤ ꯃꯦꯗꯤꯀꯦꯜ ꯑꯦꯄꯂꯤꯀꯦꯁꯟꯁꯤꯡꯒꯤ ꯃꯇꯥꯡꯗꯥ ꯀ꯭ꯌꯨꯔꯤꯅꯥ ꯔꯤꯁꯔꯆ ꯇꯧꯕꯅꯥ ꯀꯦꯟꯁꯔ ꯑꯃꯁꯨꯡ ꯑꯇꯣꯞꯄꯥ ꯂꯥꯏꯅꯥꯁꯤꯡꯒꯤ ꯑꯅꯧꯕꯥ ꯂꯥꯌꯦꯡꯁꯤꯡ ꯄꯨꯊꯣꯛꯈꯤ꯫ ꯃꯍꯥꯛꯅꯥ ꯔꯦꯗꯤꯑꯣꯑꯦꯛꯇꯤꯚꯤꯇꯤ ꯁꯤꯖꯤꯟꯅꯗꯨꯅꯥ ꯀꯦꯟꯁꯔ ꯔꯤꯁꯔꯆ ꯑꯃꯁꯨꯡ ꯂꯥꯌꯦꯡꯕꯗꯥ ꯀꯠꯊꯣꯛꯂꯕ ꯀ꯭ꯌꯨꯔꯤ ꯏꯟꯁꯇꯤꯇ꯭ꯌꯨꯠ ꯂꯤꯡꯈꯠꯈꯤ꯫ ꯑꯦꯛꯁ-ꯔꯦ ꯊꯤꯖꯤꯅꯕꯗꯥ ꯀꯟꯇꯔꯤꯕ꯭ꯌꯨꯁꯟꯁꯤꯡ: ꯃꯥꯂꯦꯃꯒꯤ ꯑꯍꯥꯅꯕꯥ ꯂꯥꯟꯖꯥꯎꯒꯤ ꯃꯇꯝꯗ ꯀ꯭ꯌꯨꯔꯤꯅꯥ ꯂꯥꯟꯐꯝꯗꯥ ꯂꯥꯟꯃꯤꯁꯤꯡꯒꯤ ꯑꯁꯣꯛ-ꯑꯄꯟ ꯈꯪꯗꯣꯛꯅꯕꯥ ꯁꯤꯖꯤꯟꯅꯔꯝꯕꯥ "ꯄꯦꯇꯤꯇꯁ ꯀ꯭ꯌꯨꯔꯤꯁ" ꯀꯧꯕꯥ ꯃꯣꯕꯥꯏꯜ ꯑꯦꯛꯁ-ꯔꯦ ꯌꯨꯅꯤꯠꯁꯤꯡ ꯁꯦꯝꯒꯠꯄꯗꯥ ꯃꯇꯦꯡ ꯄꯥꯡꯈꯤ꯫ ꯐ꯭ꯔꯟꯇ ꯑꯁꯤꯗꯥ ꯃꯍꯥꯛꯅꯥ ꯇꯧꯈꯤꯕꯥ ꯊꯕꯛꯁꯤꯡ ꯑꯗꯨꯅꯥ ꯂꯥꯟꯃꯤꯁꯤꯡꯒꯤ ꯃꯦꯗꯤꯀꯦꯜ ꯀꯦꯌꯔ ꯐꯒꯠꯍꯟꯕꯗꯥ ꯑꯃꯁꯨꯡ ꯔꯦꯗꯤꯑꯣꯂꯣꯖꯤꯒꯤ ꯂꯝꯗꯥ ꯃꯥꯡꯂꯣꯝꯗꯥ ꯄꯨꯈꯠꯄꯗꯥ ꯃꯇꯦꯡ ꯄꯥꯡꯈꯤ꯫ ꯃꯍꯥꯛꯀꯤ ꯃꯁꯛ ꯅꯥꯏꯕꯥ ꯀꯦꯔꯤꯌꯔ ꯄꯨꯝꯅꯃꯛꯇꯥ, ꯃꯦꯔꯤ ꯀ꯭ꯌꯨꯔꯤꯅꯥ ꯔꯦꯗꯤꯑꯣꯑꯦꯛꯇꯤꯚ ꯐꯤꯚꯝꯁꯤꯡꯒꯤ ꯃꯇꯥꯡꯗꯥ ꯑꯩꯈꯣꯏꯅ ꯈꯪꯕꯗꯥ ꯃꯔꯨꯑꯣꯏꯕꯥ ꯀꯟꯇꯔꯤꯕ꯭ꯌꯨꯁꯟꯁꯤꯡ ꯄꯤꯈꯤ ꯑꯃꯁꯨꯡ ꯐꯤꯖꯤꯛꯁ ꯑꯃꯁꯨꯡ ꯃꯦꯗꯤꯁꯤꯟꯒꯤ ꯂꯝꯗꯥ ꯃꯔꯨꯑꯣꯏꯕꯥ ꯗꯤꯁꯀꯣꯕꯔꯤ ꯑꯃꯁꯨꯡ ꯏꯅꯣꯕꯦꯁꯟ ꯀꯌꯥꯒꯤ ꯌꯨꯝꯐꯝ ꯊꯣꯅꯈꯤ꯫ ꯃꯈꯥꯗꯥ ꯄꯤꯔꯤꯕꯥ ꯋꯥꯍꯩꯁꯤꯡ ꯑꯁꯤ ꯀꯦꯇꯦꯒꯣꯔꯤ ꯈꯥꯏꯗꯣꯛꯎ: ꯍꯨꯃꯤꯗ, ꯇꯔꯨ-ꯇꯅꯥꯅꯕꯥ, ꯏꯁꯤꯡ ꯇꯨꯡꯁꯤꯅꯕꯥ꯫ ꯋꯥꯍꯩ ꯄꯨꯝꯅꯃꯛ ꯑꯁꯤ ꯋꯦꯗꯔ"ꯒꯤ ꯀꯦꯇꯦꯒꯣꯔꯤꯒꯥ ꯃꯔꯤ ꯂꯩꯅꯩ ꯑꯃꯁꯨꯡ ꯍꯦꯟꯅꯥ ꯑꯀꯛꯅꯅꯥ "ꯃꯩꯁꯥ" ꯅꯠꯇꯔꯒꯥ "ꯄ꯭ꯔꯁꯤꯄꯤꯇꯦꯁꯟ"ꯒꯥ ꯃꯔꯤ ꯂꯩꯅꯩ꯫ ꯅꯍꯥꯛꯄꯨ ꯀꯁ꯭ꯇꯃꯔ ꯀꯝꯄꯂꯦꯟꯇ ꯑꯃꯥ ꯄꯤꯔꯤ꯫ ꯀꯁ꯭ꯇꯃꯔꯗꯥ ꯍꯪꯒꯗꯕꯥ ꯋꯥꯍꯪ ꯑꯍꯨꯝ ꯏꯕꯤꯌꯨ꯫ ꯀꯁ꯭ꯇꯃꯔ ꯑꯗꯨꯅꯥ ꯃꯈꯣꯏꯒꯤ ꯑꯅꯧꯕꯥ ꯄ꯭ꯔꯤꯟꯇꯔ ꯑꯗꯨ ꯁꯦꯝꯒꯠꯄꯗꯥ ꯏꯁꯨꯁꯤꯡ ꯃꯥꯌꯣꯛꯅꯔꯤ꯫ ꯑꯗꯣꯝꯒꯤ ꯄ꯭ꯔꯤꯟꯇꯔ ꯑꯃꯁꯨꯡ ꯑꯗꯣꯝꯅꯥ ꯃꯁꯤꯒꯥ ꯁꯝꯅꯍꯟꯅꯕꯥ ꯍꯣꯠꯅꯔꯤꯕꯥ ꯗꯤꯚꯥꯏꯁ ꯑꯗꯨꯒꯤ ꯃꯦꯛ ꯑꯃꯁꯨꯡ ꯃꯣꯗꯦꯜ ꯑꯗꯨ ꯑꯩꯉꯣꯟꯗꯥ ꯍꯥꯏꯕꯤꯔꯛꯄꯥ ꯌꯥꯒꯗ꯭ꯔꯥ?